ꯑꯃꯁꯨꯡ ꯃꯅꯤꯄꯨꯔꯤ ꯗꯥꯟ꯭ꯁꯇ ꯗꯤꯄ꯭ꯂꯣꯃꯥ ꯑꯃꯥ ꯌꯥꯎꯅ ꯃꯇꯤꯛ ꯆꯥꯕ ꯀꯌꯥ ꯑꯃ ꯐꯪꯈ꯭ꯔꯦ꯫ ꯇꯝꯕꯤꯕꯒꯤ ꯊꯋꯥꯏ ꯌꯥꯎꯕꯒ ꯂꯣꯏꯅꯅ, ꯃꯍꯥꯛꯅ ꯍꯤꯃꯥꯆꯜ ꯄ꯭ꯔꯗꯦꯁꯀꯤ ꯐꯖꯔꯕ ꯁꯍꯔ ꯃꯅꯥꯂꯤꯗ ꯃꯍꯥꯛꯀꯤ ꯃꯄꯨꯔꯣꯏꯕꯒꯤ ꯃꯃꯤꯡ ꯂꯧꯗꯨꯅ ꯈꯨꯟꯅꯥꯏ ꯑꯃ ꯂꯤꯡꯈꯠꯈꯤ꯫ ꯃꯐꯝ ꯑꯗꯨꯗ ꯃꯍꯥꯛꯅ ꯏꯀꯥꯏ ꯈꯨꯝꯅꯔꯕ ꯢꯁꯄ꯭ꯔꯤꯡꯐꯤꯜꯗ ꯃꯣꯟꯇꯦꯁꯣꯔꯤ ꯁ꯭ꯀꯨꯜ ꯂꯤꯡꯈꯠꯈꯤ꯫ ꯕꯦꯗꯃꯅꯤꯅ ꯃꯍꯥꯛꯀꯤ ꯃꯆꯥꯁꯤꯡꯒ ꯂꯣꯏꯅꯅ ꯃꯅꯥꯂꯤꯗ ꯂꯩꯈꯤ, ꯃꯄꯨꯡ ꯐꯥꯕ ꯄꯨꯟꯁꯤ ꯑꯃ ꯂꯦꯟꯈꯤ꯫ ꯍꯩꯊꯣꯏ-ꯁꯤꯡꯊꯣꯏꯔꯕ ꯖꯒꯣꯏ ꯁꯥꯕ ꯑꯃ ꯑꯣꯏꯅ ꯃꯍꯥꯛꯅ ꯃꯍꯥꯛꯀꯤ ꯍꯩꯊꯣꯏ-ꯁꯤꯡꯊꯣꯏꯕ ꯑꯗꯨ ꯚꯥꯔꯠꯇ ꯈꯛꯇ ꯅꯠꯇꯅ ꯃꯄꯥꯟ ꯂꯩꯕꯥꯛꯇꯁꯨ ꯎꯠꯈꯤ꯫ ꯃꯍꯥꯛꯀꯤ ꯁꯤꯡꯊꯥꯅꯤꯡꯉꯥꯏ ꯑꯣꯏꯔꯕ ꯇꯧꯕ ꯉꯝꯕꯁꯤꯡꯅ ꯃꯍꯥꯛꯄꯨ ꯌꯨꯔꯣꯞꯇ ꯄꯥꯡꯊꯣꯛꯈꯤꯕ ꯃꯃꯤꯡ ꯂꯩꯔꯕ ꯏꯟꯇꯔꯅꯦꯁꯅꯦꯜ ꯐꯣꯛ ꯗꯥꯟ꯭ꯁ ꯐꯦꯁꯇꯤꯕꯦꯜꯗ ꯚꯥꯔꯠꯀꯤ ꯃꯤꯍꯨꯠ ꯑꯣꯏꯍꯟꯈꯤ꯫ ꯕꯦꯗꯃꯅꯤꯅ ꯃꯍꯥꯛꯀꯤ ꯄꯔꯐꯣꯃꯦꯟꯁ ꯅ ꯑꯌꯦꯡꯕꯁꯤꯡꯕꯨ ꯄꯨꯛꯅꯤꯡ ꯆꯤꯡꯁꯤꯜꯂꯗꯨꯅ ꯑꯆꯧꯕ ꯃꯅꯤꯄꯨꯔꯤ ꯃꯃꯤ ꯀꯨꯝꯍꯩ ꯃꯇꯝꯒꯤ ꯃꯅꯤꯄꯨꯔ ꯗ ꯃꯦꯝꯆꯥꯒꯤ ꯁꯛꯇꯝ ꯂꯥꯡꯈꯤ꯫ ꯃꯗꯨꯒꯤ ꯃꯇꯨꯡꯗ ꯃꯍꯥꯛꯅ ꯃꯈꯥ ꯇꯥꯅ ꯃꯃꯤ ꯀꯨꯝꯍꯩ ꯂꯝꯖꯥ ꯄꯔꯁꯨꯔꯥꯝ ꯗ ꯏꯟꯗ꯭ꯔꯥꯅꯤꯒꯤ ꯃꯀꯣꯛ ꯊꯣꯡꯕ ꯁꯛꯇꯝ ꯂꯥꯡꯗꯨꯅ ꯃꯃꯤꯔꯣꯏ ꯑꯃ ꯑꯣꯏꯅ ꯃꯍꯥꯛꯀꯤ ꯌꯥꯝꯅ ꯍꯩꯊꯣꯏ-ꯁꯤꯡꯊꯣꯏꯕ ꯑꯗꯨ ꯎꯠꯈꯤ꯫ ꯃꯁꯤꯒꯤ ꯃꯊꯛꯇ, ꯃꯍꯥꯛꯅ ꯃꯅꯤꯄꯨꯔꯤ ꯗꯣꯀꯨꯃꯦꯟꯇꯔꯤ ꯃꯃꯤ ꯀꯨꯝꯍꯩ ꯁꯅꯥꯂꯩꯕꯛ ꯢꯁꯀ꯭ꯔꯤꯟꯗ ꯊꯣꯏꯗꯣꯛ ꯍꯦꯟꯗꯣꯛꯄ ꯑꯣꯏꯈꯤ, ꯃꯁꯤꯅ ꯃꯈꯥ ꯇꯥꯅ ꯃꯃꯤ ꯀꯨꯝꯍꯩꯒꯤ ꯏꯟꯗꯁꯇ꯭ꯔꯤꯗ ꯃꯍꯥꯛꯀꯤ ꯃꯐꯝ ꯑꯗꯨ ꯂꯤꯡꯈꯠꯈꯤ꯫ ꯑꯉꯛꯄ ꯑꯣꯏꯅ, ꯃꯃꯤ ꯀꯨꯝꯍꯩ ꯑꯁꯤ ꯄꯨꯟꯁꯤꯒꯤ ꯁꯤꯟꯐꯝ ꯑꯃꯒꯤꯗꯃꯛ ꯃꯍꯥꯛꯀꯤ ꯑꯍꯥꯟꯕ ꯈꯟꯕ ꯑꯣꯏꯈꯤꯗꯦ꯫ ꯆꯍꯤ ꯇꯔꯦꯠ ꯅꯠꯇ꯭ꯔꯒ ꯅꯤꯄꯥꯟ ꯁꯨꯔꯛꯄꯗ ꯃꯍꯥꯛꯅ ꯖꯒꯣꯏ ꯇꯝꯅꯕ ꯗꯥꯟ꯭ꯁ ꯑꯦꯀꯥꯗꯦꯃꯤꯗ ꯃꯤꯡ ꯃꯤꯡ ꯆꯟꯈꯤ꯫ ꯃꯍꯥꯛꯀꯤ ꯀꯣꯂꯦꯖꯒꯤ ꯆꯍꯤꯁꯤꯡꯗ ꯃꯍꯥꯛꯅ ꯃꯃꯤꯔꯣꯏ ꯑꯃꯁꯨꯡ ꯖꯒꯣꯏ ꯁꯥꯕ ꯑꯅꯤꯃꯛ ꯑꯣꯏꯅ ꯃꯍꯥꯛꯀꯤ ꯍꯩꯊꯣꯏ-ꯁꯤꯡꯊꯣꯏꯕꯁꯤꯡ ꯎꯠꯂꯗꯨꯅ ꯗ꯭ꯔꯃꯥꯗꯁꯨ ꯀꯨꯝꯈꯤ꯫ ꯑꯍꯥꯟꯕ ꯃꯅꯤꯄꯨꯔꯤ ꯃꯃꯤ ꯀꯨꯝꯍꯩ, "ꯃꯇꯝꯒꯤ ꯃꯅꯤꯄꯨꯔ"ꯒꯤ ꯁꯔꯨꯛ ꯑꯃ ꯑꯣꯏꯕꯒꯤ ꯈꯨꯗꯣꯡꯆꯥꯕ ꯐꯪꯂꯛꯄ ꯃꯇꯝꯗ, ꯃꯤꯄꯨꯝ ꯈꯨꯗꯤꯡꯃꯛꯅ ꯕꯦꯗꯃꯅꯤ ꯑꯁꯤ ꯃꯦꯝꯆꯥꯒꯤ ꯁꯛꯇꯝ ꯂꯥꯡꯕꯒꯤꯗꯃꯛ ꯃꯄꯨꯡ ꯐꯥꯕ ꯑꯣꯏꯒꯅꯤ ꯍꯥꯏꯅ ꯊꯥꯖꯈꯤ꯫ ꯑꯗꯨꯝ ꯑꯣꯏꯅꯃꯛ, ꯃꯍꯥꯛꯅ ꯃꯃꯤ ꯀꯨꯝꯍꯩ ꯑꯁꯤꯗ ꯁꯛꯇꯝ ꯂꯥꯡꯒꯅꯤ ꯍꯥꯏꯅ ꯀꯩꯗꯧꯅꯨꯡꯗ ꯈꯟꯈꯤꯗꯦ ꯑꯃꯁꯨꯡ ꯃꯁꯤꯕꯨ ꯏꯆꯪ ꯊꯧꯅ ꯆꯠꯊꯈꯤꯗꯦ꯫ ꯑꯗꯨꯝ ꯑꯣꯏꯅꯃꯛ, ꯃꯍꯥꯛꯄꯨ ꯃꯃꯤ ꯀꯨꯝꯍꯩ ꯑꯗꯨꯒꯤꯗꯃꯛ ꯍꯥꯏꯖꯔꯛꯄ ꯃꯇꯝꯗ ꯃꯍꯥꯛꯀꯤ ꯅꯨꯡꯉꯥꯏꯕꯒꯤ ꯉꯝꯈꯩ ꯑꯃꯠꯇ ꯂꯩꯈꯤꯗꯦ꯫ ꯃꯇꯝ ꯑꯗꯨꯗ ꯃꯃꯤ ꯀꯨꯝꯍꯩ ꯁꯦꯝꯕꯒꯤ ꯊꯧꯑꯣꯡ ꯑꯁꯤ ꯗꯤꯖꯤꯇꯦꯜ ꯆꯥꯎꯈꯠꯂꯛꯄꯒ ꯂꯣꯏꯅꯅ ꯉꯁꯤ ꯂꯩꯔꯤꯕ ꯑꯗꯨꯗꯒꯤ ꯌꯥꯝꯅ ꯈꯦꯠꯅꯔꯝꯃꯤ꯫ ꯃꯇꯝ ꯑꯗꯨꯗ ꯃꯃꯤꯔꯣꯏꯁꯤꯡꯗ ꯏꯁꯀ꯭ꯔꯤꯞꯁꯤꯡ ꯄꯤꯔꯝꯃꯤ ꯑꯃꯁꯨꯡ ꯔꯤꯍꯔꯁꯦꯜꯁꯤꯡ ꯌꯥꯝꯅ ꯀꯨꯞꯅ ꯄꯥꯡꯊꯣꯛꯂꯝꯃꯤ꯫ ꯃꯃꯤꯡ ꯌꯥꯝꯅ ꯂꯧꯕ ꯑꯃꯁꯨꯡ ꯀꯛꯊꯠꯄꯁꯤꯡ ꯑꯁꯤ ꯊꯧꯑꯣꯡ ꯑꯗꯨꯒꯤ ꯁꯔꯨꯛ ꯑꯃ ꯑꯣꯏꯈꯤ, ꯑꯗꯨꯕꯨ ꯃꯈꯣꯏꯅ ꯃꯁꯤꯕꯨ ꯃꯃꯤ ꯀꯨꯝꯍꯩ ꯁꯦꯝꯕꯒꯤ ꯃꯔꯨꯑꯣꯏꯕ ꯃꯁꯛ ꯑꯃꯅꯤ ꯍꯥꯏꯅ ꯊꯥꯖꯗꯨꯅ ꯂꯧꯁꯤꯟꯈꯤ꯫ ꯃꯈꯣꯏꯅ ꯈꯣꯡꯆꯠ ꯄꯨꯝꯅꯃꯛꯇ ꯃꯈꯣꯏꯕꯨ ꯂꯝꯖꯤꯡꯈꯤꯕ ꯏꯀꯥꯏ ꯈꯨꯝꯅꯔꯕ ꯑꯩꯒ꯭ꯌꯥ ꯁ꯭ꯌꯥꯝꯗꯒꯤꯁꯨ ꯌꯥꯝꯅ ꯆꯥꯎꯅ ꯇꯝꯈꯤ꯫ ꯀꯔꯥꯝ ꯃꯅꯤꯃꯣꯍꯟꯒꯤ ꯄ꯭ꯔꯣꯗꯛꯁꯟ, "ꯃꯇꯝꯒꯤ ꯃꯅꯤꯄꯨꯔ"ꯑꯁꯤ ꯃꯁꯤꯒꯤ ꯃꯀꯣꯛ ꯊꯣꯡꯕ ꯃꯃꯤꯔꯣꯏꯒꯤ ꯌꯥꯝꯅ ꯍꯩꯊꯣꯏ-ꯁꯤꯡꯊꯣꯏꯕ ꯑꯗꯨ ꯎꯠꯈꯤꯕ ꯄꯨꯛꯅꯤꯡ ꯆꯤꯡꯁꯤꯟꯅꯅꯤꯡꯉꯥꯏ ꯑꯣꯏꯕ ꯈꯨꯟꯅꯥꯏꯒꯤ ꯑꯣꯏꯕ ꯐꯝꯕꯥꯛ ꯀꯨꯝꯍꯩ ꯑꯃꯅꯤ꯫ ꯃꯍꯥꯛꯅ ꯃꯍꯥꯛꯀꯤ ꯁꯛꯇꯝ ꯂꯥꯡꯕꯒꯤꯗꯃꯛ ꯑꯆꯝꯕ ꯑꯃꯁꯨꯡ ꯑꯇꯣꯞꯄ ꯇꯣꯉꯥꯟ-ꯇꯣꯉꯥꯟꯕ ꯐꯤꯖꯣꯜꯁꯤꯡ ꯌꯥꯝꯅ ꯍꯣꯠꯅꯗꯨꯅ ꯁꯦꯠꯈꯤ, ꯃꯁꯤꯅ ꯃꯍꯥꯛꯀꯤ ꯁꯛꯇꯝ ꯑꯗꯨ ꯍꯦꯟꯅ ꯂꯨꯅ ꯍꯥꯞꯆꯤꯟꯈꯤ꯫ ꯂꯝꯗꯝ ꯑꯁꯤꯒꯤ ꯃꯄꯥꯟꯗꯒꯤ ꯂꯥꯛꯄ ꯍꯩꯊꯣꯏ-ꯁꯤꯡꯊꯣꯏꯔꯕ ꯀꯦꯃꯦꯔꯥꯃꯦꯟꯁꯤꯡꯒ ꯂꯣꯏꯅꯅ, ꯃꯃꯤ ꯀꯨꯝꯍꯩ ꯑꯗꯨ ꯃꯄꯨꯡ ꯐꯥꯅ ꯀꯣꯜꯀꯥꯇꯥꯒꯤ ꯃꯄꯥꯡꯒꯜ ꯀꯟꯕ ꯁꯍꯔꯗ ꯅꯝꯈꯤ꯫ ꯂꯝꯖꯤꯡ ꯂꯝꯇꯥꯛꯄ ꯗꯦꯕꯀꯨꯃꯥꯔ ꯕꯣꯁ ꯑꯁꯤ ꯕꯦꯡꯒꯣꯜꯗꯒꯤ ꯂꯥꯛꯄ ꯕꯦꯡꯒꯣꯂꯤ ꯑꯃꯅꯤ, ꯃꯍꯥꯛꯅ ꯄ꯭ꯔꯣꯖꯦꯛ ꯑꯁꯤꯗ ꯃꯍꯥꯛꯀꯤ ꯇꯣꯞ-ꯇꯣꯞꯄ ꯃꯤꯠꯌꯦꯡ ꯄꯨꯔꯛꯈꯤ꯫ ꯀꯣꯜꯀꯥꯇꯥꯗ ꯅꯝꯕ ꯑꯁꯤꯅ ꯃꯃꯤꯔꯣꯏ ꯑꯗꯨꯕꯨ ꯃꯅꯤꯄꯨꯔꯗ ꯈꯨꯗꯛꯇ ꯐꯪꯗꯕ ꯐꯤꯖꯣꯜ ꯃꯈꯜ ꯀꯌꯥ ꯑꯃ ꯁꯦꯠꯄ ꯌꯥꯍꯟꯈꯤ, ꯃꯁꯤꯅ ꯐꯤꯔꯣꯜꯒ ꯃꯔꯤ ꯂꯩꯅꯕ ꯑꯋꯥꯕ ꯑꯃꯍꯦꯛꯇꯕꯨ ꯂꯧꯊꯣꯛꯈꯤ꯫ ꯃꯁꯤꯒꯤ ꯃꯊꯛꯇ, ꯈꯪꯍꯩꯔꯕ ꯃꯦꯀꯞ ꯑꯥꯔꯇꯤꯁ ꯑꯗꯨꯅ ꯃꯍꯥꯛꯀꯤ ꯃꯑꯣꯡ ꯃꯇꯧ ꯑꯗꯨ ꯃꯄꯨꯡ ꯐꯥꯖꯅ ꯃꯄꯨꯡ ꯐꯥꯍꯟꯈꯤ, ꯃꯁꯤꯅ ꯃꯃꯤ ꯀꯨꯝꯍꯩ ꯑꯁꯤꯒꯤ ꯑꯄꯨꯟꯕ ꯏꯊꯤꯜ ꯑꯗꯨ ꯍꯦꯟꯒꯠꯍꯟꯈꯤ꯫ ꯒꯨꯔꯨꯃꯌꯨꯝ ꯅꯥꯔꯥꯌꯟ ꯁꯔꯃꯅ ꯑꯌꯥꯝꯕꯅ ꯀꯣꯜꯀꯥꯇꯥꯗ ꯅꯝꯈꯤꯕ ꯃꯃꯤ ꯀꯨꯝꯍꯩ ꯂꯝꯖꯥ ꯄꯔꯁꯨꯔꯥꯝ ꯄꯨꯊꯣꯛꯈꯤ꯫ ꯑꯗꯨꯝ ꯑꯣꯏꯅꯃꯛ, ꯃꯅꯤꯄꯨꯔꯗ ꯁꯤꯟ ꯈꯔꯁꯨ ꯅꯝꯈꯤ꯫ ꯂꯝꯖꯥ ꯄꯔꯁꯨꯔꯥꯝ ꯑꯁꯤ ꯕ꯭ꯔꯣꯖꯦꯟꯗ꯭ꯔꯒꯤ ꯂꯨꯍꯣꯡꯕꯥꯒꯤ ꯃꯇꯨꯡꯗ ꯃꯅꯤꯄꯨꯔꯗ ꯅꯝꯕ ꯑꯍꯨꯝꯁꯨꯕ ꯃꯃꯤ ꯀꯨꯝꯍꯩꯅꯤ꯫ ꯃꯇꯝ ꯑꯗꯨꯗ ꯃꯃꯤ ꯀꯨꯝꯍꯩꯁꯤꯡ ꯑꯁꯤ ꯂꯂꯣꯟ-ꯏꯇꯤꯛꯀꯤ ꯑꯣꯏꯕ ꯄꯥꯟꯗꯝꯗ ꯁꯦꯝꯈꯤꯗꯦ꯫